ꯑꯥꯏ. ꯒꯤ ꯄꯣꯠꯊꯣꯛ ꯑꯁꯤꯅ ꯍꯧꯖꯤꯛꯁꯨ ꯐꯖꯅꯥ ꯊꯕꯛ ꯇꯧꯔꯤ ꯍꯥꯏꯕ ꯁꯣꯏꯗꯅ ꯈꯪꯍꯟꯕꯅꯤ꯫ ꯖꯕ ꯗꯤꯁꯄꯂꯦꯁꯃꯦꯟꯇ: ꯑꯦ. ꯑꯥꯏ. ꯁꯤꯁ꯭ꯇꯦꯝꯁꯤꯡ ꯑꯁꯤ ꯃꯦꯅꯨꯑꯦꯜ ꯅꯠꯇꯔꯒ ꯔꯤꯄꯤꯇꯦꯇꯤꯕ ꯑꯣꯏꯕ ꯊꯕꯛꯁꯤꯡ ꯑꯣꯇꯣꯃꯦꯠ ꯇꯧꯕꯗ ꯍꯦꯟꯅ ꯁꯤꯖꯤꯟꯅꯔꯤ꯫ ꯃꯁꯤꯅ ꯏꯐꯤꯁꯤꯑꯦꯟꯁꯤ ꯑꯃꯁꯨꯡ ꯃꯃꯜ ꯍꯟꯊꯍꯟꯕ ꯉꯝꯂꯕꯁꯨ, ꯃꯁꯤꯅ ꯑꯀꯛꯅꯕꯥ ꯁꯦꯛꯇꯔ ꯈꯔꯗꯥ ꯊꯕꯛ ꯌꯥꯝꯅ ꯃꯥꯡꯍꯟꯕꯁꯨ ꯌꯥꯏ꯫ ꯏꯊꯤꯀꯦꯜꯒꯤ ꯋꯥꯐꯝ ꯑꯁꯤ ꯑꯦ. ꯑꯥꯏ. ꯑꯇꯣꯞꯄꯥ ꯋꯥꯔꯦꯞ ꯂꯧꯕ: ꯑꯦ. ꯑꯥꯏ. ꯒꯤ ꯁꯤꯁ꯭ꯇꯦꯝꯁꯤꯡ ꯑꯁꯤ ꯍꯦꯟꯅ ꯆꯥꯎꯈꯠꯂꯛꯄꯒꯥ ꯂꯣꯏꯅꯅꯥ ꯃꯈꯣꯏꯗꯥ ꯋꯥꯔꯦꯞ ꯂꯧꯕꯗꯥ ꯍꯦꯟꯅꯥ ꯑꯣꯇꯣꯅꯣꯃꯤ ꯄꯤꯕꯥ ꯌꯥꯏ꯫ ꯑꯗꯨꯝ ꯑꯣꯏꯅꯃꯛ, ꯋꯥꯔꯦꯞꯁꯤꯡ ꯑꯁꯤ ꯃꯇꯝ ꯄꯨꯝꯅꯃꯛꯇꯥ ꯃꯤꯑꯣꯏꯕꯒꯤ ꯚꯦꯜꯌꯨꯁꯤꯡꯒꯥ ꯃꯥꯟꯅꯗꯕꯥ ꯌꯥꯏ, ꯑꯃꯁꯨꯡ ꯃꯗꯨꯒꯤ ꯃꯍꯩꯗꯤ ꯊꯥꯖꯗꯕ ꯌꯥꯏ꯫ ꯏꯊꯤꯀꯦꯜꯒꯤ ꯋꯥꯈꯜ ꯋꯥꯕ ꯑꯁꯤ ꯃꯇꯧ ꯀꯔꯝꯅꯥ ꯑꯦ. ꯑꯥꯏ. ꯁꯤꯁ꯭ꯇꯦꯝꯁꯤꯡꯅ ꯃꯤꯑꯣꯏꯕꯒꯤ ꯚꯦꯜꯌꯨꯁꯤꯡ ꯑꯃꯁꯨꯡ ꯏꯊꯤꯛꯁꯀꯥ ꯆꯨꯅꯕꯥ ꯋꯥꯔꯦꯞꯁꯤꯡ ꯂꯧꯒꯗꯒꯦ ꯍꯥꯏꯕꯁꯤꯅꯤ꯫ ꯃꯤꯂꯤꯇꯔꯤ ꯑꯦꯞꯂꯤꯀꯦꯁꯟꯁꯤꯡ: ꯑꯦ. ꯑꯥꯏ. ꯒꯤ ꯇꯦꯛꯅꯣꯂꯣꯖꯤ ꯑꯁꯤ ꯃꯤꯂꯤꯇꯔꯤ ꯑꯦꯞꯂꯤꯀꯦꯁꯟꯁꯤꯡꯗꯥ ꯍꯦꯟꯅꯥ ꯁꯤꯖꯤꯟꯅꯔꯤ, ꯃꯈꯣꯏꯁꯤꯡ ꯑꯗꯨꯗꯤ ꯑꯣꯇꯣꯅꯣꯃꯁ ꯗ꯭ꯔꯣꯟ ꯑꯃꯁꯨꯡ ꯋꯦꯄꯟ ꯁꯤꯁ꯭ꯇꯦꯝꯁꯤꯡꯅꯤ꯫ ꯏꯊꯤꯀꯦꯜꯒꯤ ꯋꯥꯐꯝꯗꯤ ꯅꯦꯁ꯭ꯅꯦꯜ ꯁꯦꯀꯌꯨꯔꯤꯇꯤꯒꯤ ꯃꯇꯥꯡꯗ ꯑꯦ. ꯑꯥꯏ꯫ ꯇꯤꯝ ꯑꯃꯗ ꯑꯐꯕ ꯀꯝꯃꯌꯨꯅꯤꯀꯦꯁꯟ ꯁ꯭ꯀꯤꯜ ꯂꯩꯕ ꯍꯥꯏꯕꯁꯤ ꯀꯔꯤꯒꯤꯗꯃꯛꯇꯥ ꯃꯔꯨꯑꯣꯏꯕꯅꯣ ꯍꯥꯏꯕꯗꯨ ꯁꯟꯗꯣꯛꯅ ꯇꯥꯛꯄꯤꯌꯨ꯫ ꯇꯤꯝ ꯑꯃꯗ ꯑꯐꯕꯥ ꯀꯝꯃꯌꯨꯅꯤꯀꯦꯁꯟ ꯁ꯭ꯀꯤꯜꯁꯤꯡ ꯑꯁꯤ ꯌꯥꯝꯅ ꯃꯔꯨꯑꯣꯏ ꯃꯔꯝꯗꯤ ꯃꯈꯣꯌꯏꯅꯥ ꯇꯤꯝ ꯃꯦꯝꯕꯔꯁꯤꯡꯒꯤ ꯃꯔꯛꯇꯥ ꯏꯐꯦꯛꯇꯤꯕ ꯑꯣꯏꯕ ꯀꯣꯂꯥꯕꯣꯔꯦꯁꯟ, ꯀꯣꯑꯣꯄꯔꯦꯁꯟ ꯑꯃꯁꯨꯡ ꯂꯧꯁꯤꯡ ꯍꯦꯒꯠꯍꯜꯂꯤ꯫ ꯃꯤꯌꯥꯝꯅ ꯃꯈꯣꯏꯒꯤ ꯋꯥꯈꯜꯂꯣꯟ ꯑꯃꯁꯨꯡ ꯋꯥꯈꯜꯂꯣꯟꯁꯤꯡ ꯐꯖꯅ ꯑꯃꯁꯨꯡ ꯃꯌꯦꯛ ꯁꯦꯡꯅꯥ ꯐꯣꯡꯗꯣꯛꯄꯥ ꯉꯝꯂꯕꯥ ꯃꯇꯝꯗꯥ ꯃꯁꯤꯅꯥ ꯍꯦꯟꯅꯥ ꯐꯕꯥ ꯋꯥꯔꯦꯞ ꯂꯧꯕ ꯑꯃꯁꯨꯡ ꯁꯃꯁꯤꯌꯥꯁꯤꯡ ꯀꯣꯛꯍꯟꯕꯥ ꯉꯝꯒꯅꯤ꯫ ꯏꯐꯦꯛꯇꯤꯕ ꯑꯣꯏꯅ ꯄꯥꯎ ꯐꯥꯎꯅꯕꯅꯥ ꯋꯥꯈꯜ ꯂꯥꯡꯇꯛꯅꯕꯥ ꯅꯠꯇꯔꯒ ꯋꯥꯈꯜ ꯂꯥꯡꯇꯛꯅꯕꯥ ꯊꯤꯡꯕꯗꯁꯨ ꯃꯇꯦꯡ ꯄꯥꯡꯏ, ꯑꯃꯁꯨꯡ ꯇꯤꯝꯒꯤ ꯃꯅꯨꯡꯗꯥ ꯑꯄꯨꯟꯕꯥ ꯊꯕꯛ ꯊꯧꯔꯝꯒꯤ ꯊꯧꯑꯣꯡ ꯐꯒꯠꯍꯟꯕꯥ ꯉꯝꯒꯅꯤ꯫ ꯏꯐꯦꯛꯇꯤꯕ ꯑꯣꯏꯕ ꯄꯥꯎ ꯐꯥꯎꯅꯕꯅ ꯇꯤꯝ ꯃꯦꯝꯕꯔ ꯈꯨꯗꯤꯡꯃꯛ ꯆꯞ ꯃꯥꯟꯅꯕ ꯄꯦꯖꯗꯥ ꯂꯩꯕ, ꯑꯄꯨꯟꯕꯥ ꯄꯥꯟꯗꯝꯁꯤꯡꯒꯤ ꯃꯥꯏꯀꯩꯗꯥ ꯊꯕꯛ ꯇꯧꯕꯥ, ꯑꯃꯁꯨꯡ ꯑꯃꯅ ꯑꯃꯒꯤ ꯄꯥꯡꯒꯜ, ꯑꯋꯥꯠꯄ ꯑꯃꯁꯨꯡ ꯊꯧꯗꯥꯡꯁꯤꯡ ꯈꯪꯕꯥ ꯉꯝꯍꯟꯕꯗꯁꯨ ꯃꯇꯦꯡ ꯄꯥꯡꯏ꯫ ꯃꯤꯄꯨꯝ ꯈꯨꯗꯤꯡꯃꯛꯅꯥ ꯃꯈꯣꯏꯒꯤ ꯋꯥꯈꯜꯂꯣꯟꯁꯤꯡ ꯑꯃꯁꯨꯡ ꯋꯥꯈꯜꯂꯣꯟꯁꯤꯡ ꯑꯗꯨ ꯏꯐꯦꯛꯇꯤꯕ ꯑꯣꯏꯅ ꯀꯟꯇꯔꯤꯕ꯭ꯌꯨꯠ ꯇꯧꯕ ꯉꯝꯂꯕꯥ ꯃꯇꯝꯗ, ꯇꯤꯝ ꯑꯁꯤꯅ ꯋꯥꯈꯜ ꯇꯥꯕ ꯋꯥꯔꯦꯞꯁꯤꯡ ꯂꯧꯕ ꯑꯃꯁꯨꯡ ꯁꯤꯡꯅꯕꯁꯤꯡꯒꯤ ꯀ꯭ꯔꯤꯌꯦꯇꯤꯕ ꯑꯣꯏꯕ ꯁꯣꯂꯨꯁꯟꯁꯤꯡ ꯄꯨꯊꯣꯛꯄꯒꯤ ꯆꯥꯡ ꯍꯦꯟꯅꯥ ꯋꯥꯡꯏ꯫ ꯃꯁꯤꯒꯤ ꯃꯊꯛꯇꯥ, ꯇꯤꯝ ꯑꯃꯒꯤ ꯃꯅꯨꯡꯗꯥ ꯑꯐꯕꯥ ꯄꯥꯎ ꯐꯥꯎꯅꯕꯅ ꯏꯅꯛꯂꯨꯁꯤꯕ ꯑꯃꯁꯨꯡ ꯁꯄꯣꯔꯇꯤꯕ ꯑꯣꯏꯕ ꯑꯀꯣꯏꯕꯒꯤ ꯐꯤꯕꯝ ꯑꯃ ꯁꯦꯝꯒꯠꯂꯤ, ꯃꯐꯝ ꯑꯗꯨꯗ ꯇꯤꯝ ꯃꯦꯝꯕꯔ ꯈꯨꯗꯤꯡꯃꯛꯅꯥ ꯃꯈꯣꯏꯒꯤ ꯃꯤꯠꯌꯦꯡꯁꯤꯡ ꯑꯗꯨ ꯁꯦꯌꯔ ꯇꯧꯅꯕ ꯃꯃꯜ ꯂꯩꯕ, ꯏꯀꯥꯏꯈꯨꯝꯅꯕ ꯑꯃꯁꯨꯡ ꯄꯨꯛꯅꯤꯡ ꯊꯧꯒꯠꯄꯥ ꯐꯥꯎꯏ꯫ ꯃꯁꯤꯅ ꯑꯆꯦꯠꯄꯥ ꯃꯔꯤ ꯁꯦꯝꯒꯠꯄꯗꯥ, ꯊꯥꯖꯕ ꯍꯦꯒꯠꯍꯟꯕꯗ ꯑꯃꯁꯨꯡ ꯊꯧꯅ ꯍꯦꯒꯠꯍꯟꯕꯗ ꯃꯇꯦꯡ ꯄꯥꯡꯒꯅꯤ, ꯑꯔꯣꯏꯕꯗꯥ ꯍꯦꯟꯅꯥ ꯄꯣꯠꯊꯣꯛ ꯂꯩꯕ ꯑꯃꯁꯨꯡ ꯃꯥꯏꯄꯥꯛꯄ ꯇꯤꯝ ꯑꯃ ꯄꯨꯔꯛꯄꯥ ꯉꯝꯒꯅꯤ꯫ ꯈꯪꯖꯤꯟꯒꯗꯕ ꯑꯃꯅ, ꯇꯤꯝ ꯑꯃꯒꯤ ꯃꯅꯨꯡꯗ ꯑꯆꯦꯠꯄꯥ ꯀꯝꯃꯌꯨꯅꯤꯀꯦꯁꯟ ꯁ꯭ꯀꯤꯜꯁꯤꯡ ꯁꯦꯝꯒꯠꯄꯥ ꯑꯁꯤ ꯌꯥꯝꯅ ꯃꯔꯨꯑꯣꯏ, ꯃꯔꯝꯗꯤ ꯃꯁꯤꯅ ꯍꯦꯟꯅꯥ ꯐꯕꯥ ꯄꯨꯟꯅꯥ ꯊꯕꯛ ꯇꯧꯃꯤꯟꯅꯕꯥ, ꯍꯦꯟꯅꯥ ꯏꯐꯦꯛꯇꯤꯕ ꯑꯣꯏꯕ ꯋꯥꯔꯦꯞ ꯂꯧꯕ, ꯇꯤꯝꯒꯤ ꯃꯅꯨꯡꯗꯥ ꯃꯔꯤ ꯍꯦꯟꯅꯥ ꯆꯦꯠꯁꯤꯟꯍꯟꯕ ꯑꯃꯁꯨꯡ ꯑꯔꯣꯏꯕꯗ ꯍꯦꯟꯅ ꯐꯕꯥ ꯐꯦꯜꯁꯤꯡ ꯄꯨꯔꯛꯏ꯫